ꯀꯁ꯭ꯇꯃꯔꯁꯤꯡꯒꯤ ꯊꯥꯖꯕ ꯍꯦꯟꯒꯠꯍꯟꯅꯕ ꯈꯣꯡꯊꯥꯡ ꯑꯍꯨꯝꯒꯤ ꯂꯤꯁ꯭ꯠ ꯑꯃ ꯁꯦꯝꯕ꯫ ꯀꯁ꯭ꯇꯃꯔ ꯁꯄꯣꯔꯠ ꯐꯒꯠꯍꯟꯕ: ꯀꯁ꯭ꯇꯃꯔ ꯁꯔꯚꯤꯁꯀꯤ ꯃꯤꯍꯨꯠꯁꯤꯡꯕꯨ ꯑꯐꯕ ꯀꯝꯃ꯭ꯌꯨꯅꯤꯀꯦꯁꯟ ꯑꯃꯁꯨꯡ ꯏꯟꯇꯔꯄꯔꯁꯣꯅꯦꯜ ꯁ꯭ꯀꯤꯜꯁꯤꯡꯒ ꯂꯣꯏꯅꯅ ꯃꯇꯤꯛ ꯆꯥꯅꯥ ꯇ꯭ꯔꯦꯟ ꯇꯧꯕ ꯃꯁꯤꯡ ꯌꯥꯝꯂꯕ ꯀꯝꯃ꯭ꯌꯨꯅꯤꯀꯦꯁꯟ ꯆꯦꯅꯦꯜꯁꯤꯡ ꯄꯤꯕ, ꯀꯁ꯭ꯇꯃꯔꯁꯤꯡꯅ ꯍꯪꯂꯛꯄ ꯋꯥꯍꯪꯁꯤꯡꯗ ꯈꯨꯗꯛꯇ ꯄꯥꯎꯈꯨꯝ ꯄꯤꯕ, ꯑꯃꯁꯨꯡ ꯏꯁꯨꯁꯤꯡ ꯑꯗꯨ ꯁꯣꯏꯗꯅ ꯂꯣꯏꯁꯤꯟꯕ ꯉꯝꯅꯕ ꯐꯣꯂꯣ-ꯑꯞ ꯇꯧꯕ꯫ ꯀꯁ꯭ꯇꯃꯔ ꯑꯦꯛꯁꯄꯤꯔꯤꯑꯦꯟꯁ ꯑꯗꯨ ꯄꯔꯁꯣꯅꯦꯂꯥꯏꯖ ꯇꯧꯕ: ꯀꯁ꯭ꯇꯃꯔꯒꯤ ꯄꯁꯟꯗ, ꯏꯟꯇꯔꯦꯁ꯭ꯠ ꯑꯃꯁꯨꯡ ꯄꯔꯆꯦꯖ ꯍꯤꯁ꯭ꯇꯔꯤꯗ ꯌꯨꯝꯐꯝ ꯑꯣꯏꯕ ꯀꯁ꯭ꯇꯃꯔ ꯑꯦꯛꯁꯄꯤꯔꯤꯑꯦꯟꯁꯁꯤꯡ ꯄꯤꯕ꯫ ꯌꯨꯖꯔꯒꯤ ꯏꯟꯇꯔꯦꯁ꯭ꯇꯀꯤ ꯃꯇꯨꯡꯏꯟꯅ ꯄꯔꯁꯣꯅꯦꯂꯥꯏꯖ ꯇꯧꯔꯕ ꯔꯤꯀꯃꯦꯟꯗꯦꯁꯟꯁꯤꯡ ꯑꯃꯁꯨꯡ ꯑꯈꯟꯅꯕ ꯗꯤꯜꯁꯤꯡ ꯄꯤꯕ꯫ ꯑꯋꯥꯡꯕ ꯊꯥꯛꯀꯤ ꯄꯣꯠꯊꯣꯛꯁꯤꯡ ꯑꯃꯁꯨꯡ ꯁꯔꯚꯤꯁꯁꯤꯡ ꯄꯤꯕ: ꯄꯣꯠꯊꯣꯛ ꯑꯃꯁꯨꯡ ꯁꯔꯚꯤꯁꯁꯤꯡ ꯑꯁꯤ ꯀꯁ꯭ꯇꯃꯔꯅ ꯊꯥꯖꯕ ꯌꯥꯕ ꯅꯠꯇ꯭ꯔꯒ ꯍꯦꯟꯅ ꯐꯕ ꯑꯣꯏꯍꯟꯕ꯫ ꯑꯍꯣꯡꯕ ꯄꯨꯔꯛꯀꯗꯕ ꯃꯐꯝꯁꯤꯡ ꯈꯪꯗꯣꯛꯅꯕ ꯀꯁ꯭ꯇꯃꯔꯒꯤ ꯐꯤꯗꯕꯦꯛ ꯂꯦꯞꯇꯅ ꯈꯣꯝꯖꯤꯟꯕ ꯑꯃꯁꯨꯡ ꯑꯦꯅꯥꯂꯥꯏꯖ ꯇꯧꯕ ꯑꯃꯁꯨꯡ ꯂꯦꯞꯇꯅ ꯑꯍꯣꯡꯕ ꯄꯨꯔꯛꯅꯕ ꯄꯣꯠꯊꯣꯛꯁꯤꯡ ꯅꯠꯇ꯭ꯔꯒ ꯁꯔꯚꯤꯁꯁꯤꯡꯗ ꯑꯍꯣꯡꯕ ꯄꯨꯔꯛꯅꯕ ꯏꯅꯐꯣꯔꯃꯦꯁꯟ ꯑꯁꯤ ꯁꯤꯖꯤꯟꯅꯕꯅꯤ꯫